"ꯀꯝꯄ꯭ꯌꯨꯎꯇꯔ" ꯑꯃꯁꯨꯡ "ꯄ꯭ꯔꯣꯒ꯭ꯔꯥꯃꯤꯡ" ꯍꯥꯏꯕ ꯋꯥꯍꯩꯁꯤꯡ ꯑꯁꯤ ꯋꯥꯍꯩ ꯑꯃꯗ ꯀꯔꯝꯅ ꯁꯤꯖꯤꯟꯅꯕꯒꯦ ꯍꯥꯏꯕꯒꯤ ꯈꯨꯗꯝ ꯑꯅꯤ ꯊꯤꯕꯤꯌꯨ꯫ ꯀꯝꯄ꯭ꯌꯨꯇꯔ ꯄ꯭ꯔꯣꯒ꯭ꯔꯥꯃꯤꯡ ꯑꯃꯁꯨꯡ ꯃꯁꯤꯒꯤ ꯑꯦꯞꯂꯤꯀꯦꯁꯟꯁꯤꯡꯒꯤ ꯃꯇꯥꯡꯗ ꯍꯦꯟꯅ ꯈꯪꯅꯕꯒꯤꯗꯃꯛ ꯃꯍꯥꯛꯅ ꯀꯝꯄꯌꯨꯇꯔ ꯁꯥꯏꯟꯁ ꯀꯣꯔꯁ ꯑꯃꯗ ꯃꯤꯡ ꯆꯟꯕ ꯋꯥꯔꯦꯞ ꯂꯧꯈꯤ꯫ ꯀꯝꯄ꯭ꯌꯨꯇꯔ ꯄ꯭ꯔꯣꯒ꯭ꯔꯥꯃꯤꯡꯗ ꯃꯍꯥꯛꯀꯤ ꯕꯦꯀꯒ꯭ꯔꯥꯎꯟꯗ ꯂꯩꯕꯅ ꯖꯣꯟꯗ ꯀꯝꯄꯦꯅꯤ ꯑꯁꯤꯒꯤ ꯑꯣꯄꯔꯦꯁꯟꯁꯤꯡꯒꯤ ꯏꯐꯤꯁꯤꯑꯦꯟꯁꯤ ꯍꯦꯟꯒꯠꯍꯟꯕ ꯑꯅꯧꯕ ꯁꯣꯐꯋꯥꯌꯔ ꯑꯃ ꯁꯦꯝꯒꯠꯄ ꯉꯝꯈꯤ꯫ ꯑꯦꯟꯇꯤꯕꯥꯏꯑꯣꯇꯤꯛ ꯔꯦꯁꯤꯁ꯭ꯇꯦꯟꯁ ꯂꯩꯕ ꯑꯦꯟꯇꯤꯕꯥꯏꯑꯣꯇꯤꯛ ꯔꯦꯁꯤꯁ꯭ꯇꯦꯟꯁꯀꯤ ꯃꯇꯥꯡꯗꯥ ꯋꯥꯔꯤ ꯁꯥꯕ ꯃꯇꯝꯗ ꯈꯨꯗꯝ ꯑꯃ ꯌꯥꯝꯅ ꯃꯔꯤ ꯂꯩꯅꯕ ꯑꯣꯏꯕ ꯌꯥꯏ꯫ ꯃꯔꯝꯗꯤ ꯃꯁꯤꯅ ꯏꯁꯨ ꯑꯁꯤꯒꯤ ꯌꯥꯝꯅ ꯁꯥꯊꯤꯕ ꯑꯃꯁꯨꯡ ꯇꯁꯦꯡꯕ ꯃꯥꯂꯦꯝꯒꯤ ꯑꯣꯏꯕ ꯏꯝꯄꯦꯛꯇ ꯑꯗꯨ ꯎꯠꯄꯗ ꯃꯇꯦꯡ ꯄꯥꯡꯕ ꯉꯝꯒꯅꯤ꯫ ꯈꯨꯗꯝ ꯑꯣꯏꯅ ꯕꯦꯛꯇꯦꯔꯤꯌꯥ ꯏꯅꯐꯦꯛꯁꯟ ꯂꯩꯕ ꯑꯃꯁꯨꯡ ꯑꯦꯟꯇꯤꯕꯥꯏꯑꯣꯇꯤꯛ ꯄꯤꯕ ꯑꯅꯥꯕ ꯑꯃꯒꯤ ꯈꯨꯗꯝ ꯑꯗꯨ ꯈꯟꯅꯔꯁꯤ꯫ ꯃꯃꯥꯡꯗ ꯏꯅꯐꯦꯛꯁꯟ ꯊꯣꯛꯍꯜꯂꯤꯕ ꯑꯀꯛꯅꯕ ꯃꯈꯜꯒꯤ ꯕꯦꯛꯇꯦꯔꯤꯌꯥ ꯑꯗꯨ ꯑꯀꯛꯅꯕ ꯃꯈꯜꯒꯤ ꯑꯦꯟꯇꯤꯕꯥꯏꯑꯣꯇꯤꯛ ꯑꯃꯅ ꯐꯖꯅ ꯂꯥꯌꯦꯡꯕ ꯌꯥꯏ꯫ ꯑꯗꯨꯝ ꯑꯣꯏꯅꯃꯛ, ꯍꯧꯈꯤꯕꯥ ꯆꯍꯤ ꯈꯔꯁꯤꯗ ꯑꯦꯟꯇꯤꯕꯥꯏꯑꯣꯇꯤꯛꯁꯤꯡ ꯌꯥꯝꯅ ꯁꯤꯖꯤꯟꯅꯕ ꯑꯃꯁꯨꯡ ꯂꯥꯟꯅ ꯁꯤꯖꯤꯟꯅꯕꯅ ꯃꯔꯝ ꯑꯣꯏꯗꯨꯅ ꯍꯧꯖꯤꯛꯇꯤ ꯆꯞ ꯃꯥꯟꯅꯕ ꯕꯦꯛꯇꯦꯔꯤꯌꯥ ꯑꯗꯨꯅ ꯂꯥꯌꯦꯡ ꯑꯁꯤꯒꯤ ꯔꯦꯁꯤꯁ꯭ꯇꯦꯟꯇ ꯑꯣꯏꯔꯛꯄ ꯌꯥꯏ꯫ ꯃꯁꯤꯅ ꯇꯥꯛꯄꯗꯤ ꯑꯦꯟꯇꯤꯕꯥꯏꯑꯣꯇꯤꯛ ꯑꯁꯤ ꯃꯈꯥ ꯇꯥꯅ ꯏꯐꯦꯛꯇꯤꯕ ꯑꯣꯏꯗ꯭ꯔꯦ꯫ ꯃꯁꯤꯅ ꯃꯇꯝ ꯁꯥꯡꯅ ꯑꯅꯥꯕ ꯂꯩꯕ ꯑꯃꯁꯨꯡ ꯃꯄꯥꯡꯒꯜ ꯀꯟꯕ ꯑꯃꯁꯨꯡ ꯃꯃꯜ ꯌꯥꯝꯂꯕ ꯍꯤꯗꯥꯛꯁꯤꯡꯒꯤ ꯃꯊꯧ ꯇꯥꯕ ꯊꯣꯛꯍꯟꯕ ꯌꯥꯏ꯫ ꯃꯁꯤꯅ ꯑꯅꯥꯕ ꯑꯗꯨ ꯈꯛꯇ ꯅꯠꯇꯅ ꯍꯦꯜꯊꯀꯦꯌꯔ ꯁꯤꯁ꯭ꯇꯦꯝꯗꯁꯨ ꯁꯤꯡꯅꯕ ꯑꯃ ꯑꯣꯏꯍꯜꯂꯤ꯫ ꯈꯨꯗꯝ ꯑꯁꯤꯅ ꯀꯔꯤꯒꯤꯗꯃꯛꯇ ꯑꯦꯟꯇꯤꯕꯥꯏꯑꯣꯇꯤꯛ ꯔꯦꯁꯤꯁ꯭ꯇꯦꯟꯁꯀꯤ ꯋꯥꯐꯝ ꯑꯁꯤ ꯍꯦꯟꯅ ꯋꯥꯈꯜ ꯋꯥꯕ ꯑꯣꯏꯔꯤꯕꯅꯣ ꯑꯃꯁꯨꯡ ꯀꯔꯤꯒꯤꯗꯃꯛꯇ ꯑꯦꯟꯇꯤꯕꯥꯏꯑꯣꯇꯤꯛꯁꯤꯡ ꯑꯁꯤ ꯆꯦꯛꯁꯤꯟꯅ ꯑꯃꯁꯨꯡ ꯊꯧꯗꯥꯡ ꯂꯧꯗꯨꯅ ꯁꯤꯖꯤꯟꯅꯕ ꯑꯁꯤ ꯃꯔꯨꯑꯣꯏꯕꯅꯣ ꯍꯥꯏꯕꯗꯨ ꯎꯠꯄꯗ ꯃꯇꯦꯡ ꯄꯥꯡꯏ꯫ ꯑꯣꯖꯥꯅ ꯃꯍꯥꯛꯅ ꯔꯤꯗꯤꯡ ꯈꯔ ꯄꯤꯈꯤꯕ ꯀꯣꯔꯁ ꯑꯗꯨ ꯍꯧꯗꯣꯛꯈꯤ꯫ ꯑꯣꯖꯥꯅꯥ ꯀꯣꯔꯁ ꯑꯁꯤ ꯍꯧꯗꯣꯛꯈꯤ ꯑꯃꯁꯨꯡ ꯔꯤꯗꯤꯡ ꯈꯔ ꯄꯤꯈꯤ꯫ "ꯗꯤꯄꯔꯁꯣꯅꯦꯂꯥꯏꯖꯦꯁꯟ ꯗꯤꯁꯑꯣꯔꯗꯔ" ꯀꯧꯕ ꯁꯥꯏꯀꯣꯂꯣꯖꯤꯀꯦꯜ ꯀꯟꯗꯤꯁꯟ ꯑꯃ ꯐꯣꯡꯗꯣꯛꯎ꯫ ꯗꯤꯄꯔꯁꯣꯅꯦꯂꯥꯏꯖꯦꯁꯟ ꯗꯤꯁꯑꯣꯔꯗꯔ, ꯗꯤꯄꯔꯁꯣꯅꯦꯂꯥꯏꯖꯦꯁꯟ-ꯗꯤꯔꯤꯑꯦꯂꯥꯏꯖꯦꯁꯟ ꯗꯤꯁꯑꯣꯔꯗꯔ ꯍꯥꯢꯅ ꯈꯪꯅꯕ ꯑꯁꯤ, ꯀꯅꯥꯒꯨꯝꯕ ꯑꯃꯅ ꯃꯁꯥꯒꯤ ꯋꯥꯈꯜ, ꯐꯤꯜꯂꯤꯡ ꯑꯃꯁꯨꯡ ꯑꯦꯛꯁꯟꯁꯤꯡꯒꯤ ꯃꯄꯥꯟꯊꯣꯡꯒꯤ ꯑꯣꯏꯕ ꯑꯣꯕꯖꯥꯔꯚꯔ ꯑꯃ ꯑꯣꯏꯅ, ꯃꯁꯥꯗꯒꯤ ꯂꯥꯄꯊꯣꯛꯅ ꯂꯩꯕ ꯅꯠꯇ꯭ꯔꯒ ꯑꯃꯨꯛ ꯍꯟꯅ ꯂꯥꯛꯄ ꯑꯦꯄꯤꯁꯣꯗꯁꯤꯡꯅꯥ ꯃꯁꯛ ꯇꯥꯛꯄ ꯁꯥꯏꯀꯣꯂꯣꯖꯤꯀꯦꯜ ꯀꯟꯗꯤꯁꯟ ꯑꯃꯅꯤ꯫ ꯗꯤꯁꯑꯣꯔꯗꯔ ꯑꯁꯤꯅ ꯅꯥꯕ ꯃꯤꯑꯣꯏꯁꯤꯡꯗꯁꯨ ꯃꯈꯣꯏꯒꯤ ꯑꯀꯣꯏꯕꯗ ꯂꯩꯔꯤꯕ ꯃꯥꯂꯦꯝ ꯑꯁꯤ ꯅꯣꯡꯖꯨ-ꯅꯨꯡꯁꯥ ꯈꯥꯛꯇꯅ ꯂꯩꯕ ꯇꯁꯦꯡꯕ ꯂꯩꯇꯕ ꯅꯠꯇ꯭ꯔꯒ ꯁꯨꯞꯅꯒꯤ ꯋꯥꯈꯜ ꯅꯨꯡꯉꯥꯏꯇꯕ ꯐꯥꯎꯕ ꯌꯥꯏ꯫ ꯃꯁꯤꯅ ꯏꯃꯣꯁꯅꯦꯜ ꯅ꯭ꯌꯨꯝꯕꯅꯦꯁ, ꯑꯇꯣꯞꯄꯁꯤꯡꯒ ꯏꯃꯣꯁꯅꯦꯜ ꯀꯅꯦꯛꯁꯟ ꯁꯦꯝꯕꯗ ꯈꯨꯗꯣꯡꯆꯥꯗꯕ ꯊꯣꯛꯍꯟꯕ ꯌꯥꯏ꯫ ꯑꯃꯁꯨꯡ ꯋꯥꯔꯦꯞ ꯂꯧꯕꯗ ꯅꯠꯇ꯭ꯔꯒ ꯏꯅꯤꯁꯤꯑꯦꯇꯤꯚ ꯂꯧꯕꯗ ꯈꯨꯗꯣꯡꯆꯥꯗꯕ ꯊꯣꯛꯍꯜꯂꯛꯄ ꯌꯥꯏ꯫ ꯗꯤꯄꯔꯁꯣꯅꯦꯂꯥꯏꯖꯦꯁꯟ ꯗꯤꯁꯑꯣꯔꯗꯔꯒꯤ ꯃꯔꯝ ꯑꯁꯤ ꯃꯄꯨꯡꯐꯥꯅ ꯈꯪꯗ꯭ꯔꯤ꯫ ꯑꯗꯨꯕꯨ ꯃꯁꯤ ꯌꯥꯝꯅ ꯁꯥꯊꯤꯕ ꯁ꯭ꯇꯔꯦꯁ, ꯇ꯭ꯔꯥꯎꯃ ꯅꯠꯇ꯭ꯔꯒ ꯄꯣꯠꯁꯛ ꯁꯤꯖꯤꯟꯅꯕꯒ ꯃꯔꯤ ꯂꯩꯅꯩ ꯍꯥꯏꯅ ꯂꯧꯅꯩ꯫ ꯀꯔꯤꯒꯨꯝꯕ ꯅꯍꯥꯛ ꯅꯠꯇ꯭ꯔꯒ ꯅꯍꯥꯛꯅ ꯈꯪꯂꯤꯕ ꯃꯤꯑꯣꯏ ꯑꯃꯅ ꯗꯤꯄꯔꯁꯣꯅꯦꯂꯥꯏꯖꯦꯁꯟ ꯗꯤꯁꯑꯣꯔꯗꯔꯒꯤ ꯂꯥꯏꯑꯣꯡꯁꯤꯡ ꯂꯩꯔꯕꯗꯤ ꯃꯦꯟꯇꯦꯜ ꯍꯦꯂꯊ ꯄ꯭ꯔꯣꯐꯦꯁꯅꯦꯜ ꯑꯃꯗꯒꯤ ꯃꯇꯦꯡ ꯂꯧꯕ ꯍꯥꯏꯕꯁꯤ ꯌꯥꯝꯅ ꯃꯔꯨꯑꯣꯏ꯫ ꯊꯦꯔꯥꯄꯤ ꯑꯃꯁꯨꯡ ꯍꯤꯗꯥꯛ-ꯂꯥꯡꯊꯛꯒꯨꯝꯕ ꯑꯆꯨꯝꯕ ꯂꯥꯏꯌꯦꯡꯒ ꯂꯣꯏꯅꯅ ꯂꯥꯏꯑꯣꯡꯁꯤꯡ ꯑꯗꯨ ꯃꯦꯅꯦꯖ ꯇꯧꯕ ꯉꯝꯃꯤ꯫ ꯑꯃꯁꯨꯡ ꯃꯤꯑꯣꯏ ꯑꯗꯨꯅ ꯃꯄꯨꯡꯐꯥꯕ ꯄꯨꯟꯁꯤ ꯑꯃ ꯍꯤꯡꯕ ꯉꯝꯃꯤ꯫